ꯖꯨꯀꯣꯅꯤ ꯐ꯭ꯔꯤꯇꯔꯁꯤꯡꯒꯤ ꯔꯦꯁꯤꯄꯤ ꯑꯃꯥ ꯁꯦꯝꯃꯨ꯫ ꯖꯨꯀꯣꯅꯤꯁꯤꯡ ꯑꯗꯨ ꯂꯣꯏꯅꯥ ꯌꯥꯟꯁꯤꯟꯅꯩ ꯑꯃꯁꯨꯡ ꯃꯈꯣꯢꯗꯨ ꯃꯤꯅꯠ ꯇꯔꯥꯊꯝꯖꯤꯜꯂꯨ꯫ ꯑꯁꯦꯡꯕꯥ ꯀꯤꯆꯦꯟ ꯇꯣꯏꯂꯦꯠ ꯅꯠꯇ꯭ꯔꯒꯥ ꯆꯦꯡ-ꯍꯋꯥꯏ ꯑꯃꯥ ꯁꯤꯖꯤꯟꯅꯗꯨꯅꯥ ꯖꯨꯀꯣꯅꯤꯒꯤ ꯑꯍꯦꯟꯕꯥ ꯃꯍꯤ ꯑꯗꯨ ꯂꯧꯊꯣꯛꯎ꯫ ꯑꯆꯧꯕꯥ ꯊꯥꯎꯃꯩ ꯑꯃꯗꯥ ꯖꯨꯁ, ꯐ꯭ꯂꯣꯔ, ꯄꯥꯔꯃꯦꯁꯟ ꯆꯦꯡ, ꯉꯥ, ꯂꯐꯣꯏ, ꯕꯦꯁꯟ, ꯑꯣꯔꯦꯒꯥꯅꯣ, ꯑꯃꯁꯨꯡ ꯃꯗꯨ ꯇꯔꯨ-ꯇꯅꯥꯟꯕꯥ ꯃꯑꯣꯡꯗꯥ ꯂꯣꯟ ꯑꯃꯁꯨꯡ ꯃꯩꯁꯥ ꯌꯥꯎꯅꯥ ꯌꯥꯟꯁꯤꯟꯅꯧ꯫ ꯑꯆꯧꯕꯥ ꯁꯀꯤꯂꯦꯠ ꯑꯃꯗꯥ ꯑꯣꯂꯤꯚꯒꯤ ꯊꯥꯎ ꯑꯗꯨ ꯃꯌꯥꯏ ꯑꯣꯏꯕꯥ ꯑꯁꯥꯕꯥ ꯏꯁꯤꯡꯗꯥ ꯌꯥꯟꯁꯤꯟꯅꯧ꯫ ꯇꯦꯕꯜ ꯅꯠꯇ꯭ꯔꯒꯥ ꯑꯥꯏꯁꯀ꯭ꯔꯤꯝ ꯁ꯭ꯀꯣꯞ ꯑꯃꯥ ꯁꯤꯖꯤꯟꯅꯗꯨꯅꯥ ꯖꯨꯀꯣꯅꯤ ꯃꯤꯛꯁꯆꯔ ꯑꯗꯨ ꯀꯨꯞꯁꯤꯜꯂꯨ ꯑꯃꯁꯨꯡ ꯃꯗꯨ ꯑꯁꯥꯕꯥ ꯏꯁꯤꯡꯗꯥ ꯊꯥꯎ꯫ ꯐ꯭ꯔꯤꯇꯔꯁꯤꯡ ꯑꯗꯨ ꯁ꯭ꯄꯥꯏꯇꯨꯂꯥ ꯑꯃꯅꯥ ꯈꯔꯥ ꯀꯨꯞꯁꯤꯟꯂꯨ ꯑꯃꯁꯨꯡ ꯃꯥꯢꯀꯩ ꯑꯃꯃꯝꯗꯥ ꯃꯤꯅꯠ ꯑꯅꯤ ꯑꯍꯨꯝꯔꯣꯝ ꯊꯥꯎ꯫ ꯅꯍꯥꯛꯅꯥ ꯄꯥꯝꯂꯤꯕꯥ ꯗꯤꯞꯄꯤꯡ ꯁꯣꯁꯀꯥ ꯂꯣꯢꯅꯅꯥ ꯑꯁꯥꯕꯥ ꯏꯁꯤꯡꯗꯥ ꯄꯤꯖꯕꯤꯌꯨ ꯅꯠꯇ꯭ꯔꯒꯥ ꯅꯍꯥꯛꯅꯥ ꯄꯥꯝꯂꯤꯕꯥ ꯆꯥꯀꯁꯉꯥꯒꯥ ꯂꯣꯢꯅꯅꯥ ꯃꯈꯣꯢꯕꯨ ꯁꯥꯏꯗ ꯗꯤꯁ ꯑꯃꯥ ꯑꯣꯏꯅꯥ ꯅꯨꯡꯉꯥꯏꯕꯤꯌꯨ꯫ ꯅꯣꯡꯖꯨ-ꯅꯨꯡꯁꯥꯗꯥ ꯍꯤꯡꯅꯕꯒꯤꯗꯃꯛ ꯃꯊꯧ ꯇꯥꯕꯥ ꯄꯣꯠꯂꯝ ꯁꯤꯡꯒꯤꯗꯃꯛ ꯄꯣꯠꯂꯝ ꯃꯉꯥ ꯈꯪꯗꯣꯛꯄꯥ꯫ ꯅꯣꯡꯖꯨ-ꯅꯨꯡꯁꯥꯒꯤ ꯃꯇꯝꯗꯥ ꯍꯤꯡꯅꯕꯒꯤꯗꯃꯛ ꯅꯍꯥꯛꯅꯥ ꯃꯊꯧ ꯇꯥꯒꯗꯕꯥ ꯃꯔꯨꯑꯣꯏꯕꯥ ꯄꯣꯠꯁꯛ ꯃꯉꯥꯗꯤ: ꯑꯁꯥꯕꯥ ꯀꯣꯠ ꯅꯠꯇ꯭ꯔꯒꯥ ꯄꯥꯔꯀꯥ: ꯅꯍꯥꯛꯀꯤ ꯍꯛꯆꯥꯡꯒꯤ ꯑꯁꯥꯕꯥ ꯏꯁꯤꯡ ꯑꯗꯨ ꯊꯝꯅꯕꯥ ꯑꯃꯁꯨꯡ ꯅꯣꯡ ꯅꯨꯡꯁꯤꯠ ꯑꯃꯁꯨꯡ ꯅꯣꯡꯖꯨꯗꯒꯤ ꯉꯥꯛꯊꯣꯛꯅꯕꯥ ꯏꯟꯁꯨꯂꯦꯇꯦꯗ ꯑꯃꯁꯨꯡ ꯏꯁꯤꯡ ꯇꯨꯡꯁꯤꯟꯕꯥ ꯀꯣꯠ ꯑꯃꯥ ꯌꯥꯝꯅꯥ ꯃꯔꯨꯑꯣꯏ꯫ ꯊꯔꯃꯦꯟ ꯑꯟꯗꯔꯋꯦꯌꯔ ꯅꯍꯥꯛꯀꯤ ꯄꯣꯠꯁꯛꯁꯤꯡꯒꯤ ꯃꯈꯥꯗꯥ ꯁꯣꯛꯄꯥ, ꯊꯔꯃꯦꯜ ꯑꯟꯗꯔꯋꯦꯌꯔ ꯑꯁꯤ ꯅꯍꯥꯛꯀꯤ ꯍꯛꯆꯥꯡꯒꯤ ꯑꯁꯥꯕꯥ ꯏꯁꯤꯡ ꯇꯨꯡꯁꯤꯟꯕꯥ ꯉꯝꯅꯕꯥ ꯁꯦꯝꯈꯤꯕꯅꯤ, ꯃꯁꯤꯅꯥ ꯅꯍꯥꯛꯄꯨ ꯅꯣꯡꯖꯨ-ꯅꯨꯡꯁꯥꯗꯥ ꯅꯨꯡꯉꯥꯏꯅꯥ ꯂꯩꯍꯜꯂꯤ꯫ ꯍꯦꯠ: ꯃꯀꯣꯛ ꯑꯗꯨꯒꯤ ꯈꯨꯠꯊꯥꯡꯗꯥ ꯌꯥꯝꯅꯥ ꯆꯥꯎꯕꯥ ꯍꯤꯠ ꯑꯃꯥ ꯃꯥꯡꯈꯤꯕꯥ ꯌꯥꯏ, ꯃꯔꯝ ꯑꯗꯨꯅꯥ ꯑꯁꯥꯕꯥ ꯍꯦꯠ ꯑꯃꯥ ꯁꯤꯖꯤꯟꯅꯕꯅꯥ ꯍꯤꯠ ꯑꯗꯨ ꯊꯝꯖꯤꯟꯕꯗꯥ ꯃꯇꯦꯡ ꯄꯥꯡꯏ, ꯃꯗꯨꯅꯥ ꯅꯍꯥꯛꯄꯨ ꯑꯄꯨꯟꯕꯥ ꯑꯣꯏꯅꯥ ꯋꯥꯡꯈꯠꯍꯟꯕꯥ ꯉꯝꯃꯤ꯫ ꯒ꯭ꯂꯣꯕꯁꯤꯡ ꯅꯣꯡꯖꯨ-ꯅꯨꯡꯁꯥꯒꯤ ꯃꯇꯝꯗꯥ, ꯅꯍꯥꯛꯀꯤ ꯈꯨꯠꯁꯥꯁꯤꯡ ꯑꯁꯤ ꯑꯍꯥꯟꯕꯥ ꯑꯣꯏꯅꯥ ꯅꯣꯡꯖꯨ-ꯅꯨꯡꯁꯥ ꯈꯥꯢꯗꯣꯛꯄꯥ ꯌꯥꯕꯥ ꯄꯣꯠꯁꯛꯁꯤꯡꯒꯤ ꯃꯅꯨꯡꯗꯥ ꯑꯃꯅꯤ꯫ ꯏꯟꯁꯨꯂꯦꯇꯦꯗ ꯒ꯭ꯂꯣꯕꯁꯤꯡ ꯁꯤꯖꯤꯟꯅꯕꯅꯥ ꯅꯍꯥꯛꯀꯤ ꯈꯨꯠꯁꯥꯁꯤꯡ ꯑꯗꯨ ꯅꯨꯡꯉꯥꯏꯅꯥ ꯂꯩꯍꯟꯕꯗꯥ ꯃꯇꯦꯡ ꯄꯥꯡꯒꯅꯤ, ꯑꯠ ꯃꯗꯨꯅꯥ ꯅꯍꯥꯛꯅꯥ ꯃꯈꯣꯢꯕꯨ ꯅꯨꯡꯉꯥꯏꯇꯕꯥ ꯌꯥꯎꯗꯅꯥ ꯁꯤꯖꯤꯟꯅꯕꯥ ꯌꯥꯍꯟꯒꯅꯤ꯫ ꯅꯣꯡꯒꯤ ꯕꯨꯠ: ꯅꯍꯥꯛꯀꯤ ꯈꯣꯡ ꯑꯁꯤꯁꯨ ꯅꯣꯡꯖꯨ-ꯅꯨꯡꯁꯥ ꯈꯥꯛꯇꯅꯥ ꯁꯣꯛꯍꯜꯂꯤ ꯃꯔꯝ ꯑꯗꯨꯅꯥ ꯅꯣꯡ ꯑꯃꯁꯨꯡ ꯏꯁꯤꯡꯗꯥ ꯆꯠꯄꯗꯥ ꯑꯐꯕꯥ ꯇ꯭ꯔꯦꯛꯁꯟ ꯂꯩꯕꯥ ꯑꯁꯥꯕꯥ ꯏꯁꯤꯡ ꯌꯥꯎꯗꯕꯥ ꯕꯨꯠꯁꯤꯡ ꯁꯤꯖꯤꯟꯅꯕꯥ ꯑꯁꯤ ꯌꯥꯝꯅꯥ ꯃꯔꯨꯑꯣꯏ꯫ ꯅꯨꯡꯉꯥꯏꯔꯕꯥ ꯎꯟꯁꯥ ꯅꯠꯇ꯭ꯔꯒꯥ ꯊꯔꯃꯦꯜ ꯁꯣꯛꯁ ꯑꯃꯅꯥ ꯅꯍꯥꯛꯀꯤ ꯈꯣꯡ ꯑꯗꯨ ꯅꯨꯡꯉꯥꯏꯅꯥ ꯊꯝꯕꯗꯁꯨ ꯃꯇꯦꯡ ꯄꯥꯡꯒꯅꯤ꯫